ꯁꯦꯜꯃꯤꯠꯂꯣꯟꯒꯤ ꯇꯝꯕ ꯑꯃꯁꯨꯡ ꯍꯟꯖꯤꯟꯅ ꯇꯝꯕꯒꯤ ꯋꯥꯈꯜꯂꯣꯟꯁꯤꯡ ꯁꯟꯗꯣꯛꯅꯥ ꯇꯥꯛꯄꯤꯌꯨ꯫ ꯁꯦꯂꯣ ꯂꯔꯅꯤꯡ ꯑꯃꯁꯨꯡ ꯗꯤꯞ ꯂꯔꯅꯤꯡ ꯑꯁꯤ ꯃꯦꯁꯤꯟ ꯂꯔꯅꯤꯡꯒꯤ ꯃꯔꯨ ꯑꯣꯏꯕ ꯑꯅꯤꯅꯤ ꯑꯃꯁꯨꯡ ꯃꯈꯣꯢꯒꯤ ꯑꯥꯔꯀꯤꯇꯦꯛꯆꯔꯁꯤꯡ ꯑꯃꯁꯨꯡ ꯀꯝꯄ꯭ꯂꯦꯛꯁ ꯑꯣꯏꯕ ꯃꯑꯣꯡꯗ ꯈꯦꯠꯅꯩ꯫ ꯁꯦꯂꯣ ꯂꯔꯅꯤꯡ ꯍꯥꯢꯕꯁꯤꯗ ꯂꯣꯖꯤꯁꯇꯤꯛ ꯔꯤꯒ꯭ꯔꯦꯁꯟ, ꯂꯤꯅꯤꯌꯔ ꯔꯤꯒ꯭ꯔꯦꯁꯟ ꯅꯠꯇ꯭ꯔꯒ ꯁꯞꯄꯣꯔꯠ ꯚꯦꯛꯇꯔ ꯃꯦꯁꯤꯟꯒꯨꯝꯕ ꯑꯦꯂꯒꯣꯔꯤꯊꯝꯁꯤꯡ ꯁꯤꯖꯤꯟꯅꯗꯨꯅ ꯑꯌꯥꯝꯕꯅ ꯃꯔꯣꯟ ꯑꯃ ꯅꯠꯇ꯭ꯔꯒ ꯑꯅꯤꯈꯛꯇꯃꯛ ꯂꯩꯕꯥ ꯏꯆꯝ ꯆꯝꯕ ꯑꯥꯔꯀꯤꯇꯦꯛꯆꯔ ꯑꯃꯒ ꯂꯣꯢꯅꯅ ꯃꯦꯁꯤꯟ ꯂꯔꯅꯤꯡ ꯃꯣꯗꯦꯜ ꯑꯃꯥ ꯇ꯭ꯔꯦꯅꯤꯡ ꯄꯤꯕꯅꯤ꯫ ꯍꯥꯢꯔꯤꯕ ꯃꯣꯗꯦꯜꯁꯤꯡ ꯑꯁꯤꯅ ꯋꯥꯈꯜꯅ ꯈꯟꯗ꯭ꯔꯤꯉꯩꯒꯤ ꯃꯃꯥꯡꯗ ꯄ꯭ꯔꯣꯁꯦꯁꯁꯤꯡ ꯅꯣꯗꯁꯤꯡꯒꯤ ꯃꯔꯣꯜ ꯑꯃꯈꯛꯀꯤ ꯈꯨꯠꯊꯥꯡꯗ ꯏꯟꯄꯨꯠ ꯗꯦꯇꯥ ꯄ꯭ꯔꯣꯁꯦꯁ ꯇꯧꯗꯨꯅꯥ ꯇꯝꯃꯤ꯫ ꯗꯦꯇꯥꯗ ꯌꯥꯝꯅ ꯂꯨꯕꯥ ꯑꯣꯏꯕ ꯃꯔꯤ ꯂꯩꯅꯗꯕꯥ ꯅꯠꯇ꯭ꯔꯒ ꯗꯦꯇꯥꯒꯤ ꯆꯥꯡ ꯌꯥꯝꯅ ꯅꯦꯝꯕ ꯄ꯭ꯔꯣꯕ꯭ꯂꯦꯝꯁꯤꯡꯗ ꯁꯦꯜ ꯌꯥꯝꯅ ꯆꯪꯏ꯫ ꯃꯥꯢꯀꯩ ꯑꯃꯔꯣꯝꯗ ꯗꯤꯞ ꯂꯔꯅꯤꯡꯗ ꯑꯥꯔꯇꯤꯐꯤꯁꯤꯑꯦꯜ ꯅ꯭ꯌꯨꯔꯜ ꯅꯦꯇꯋꯥꯔꯛꯀꯨꯝꯕꯥ ꯑꯦꯂꯒꯣꯔꯤꯊꯝꯁꯤꯡ ꯁꯤꯖꯤꯟꯅꯗꯨꯅ ꯑꯌꯥꯝꯕꯅ ꯃꯔꯣꯜ ꯀꯌꯥ ꯂꯩꯕ ꯍꯦꯟꯅꯥ ꯂꯨꯁꯟꯕ ꯑꯣꯏꯕ ꯑꯥꯔꯀꯤꯇꯦꯛꯆꯔ ꯑꯃꯒ ꯂꯣꯢꯅꯅꯥ ꯃꯣꯗꯦꯜ ꯑꯃ ꯇ꯭ꯔꯦꯅꯤꯡ ꯄꯤꯕꯅꯤ꯫ ꯍꯥꯢꯔꯤꯕ ꯃꯣꯗꯦꯜꯁꯤꯡ ꯑꯁꯤꯅ ꯏꯟꯄꯨꯠ ꯗꯦꯇꯥ ꯑꯁꯤ ꯄ꯭ꯔꯣꯁꯦꯁꯁꯤꯡ ꯅꯣꯗꯁꯤꯡꯒꯤ ꯃꯁꯤꯡ ꯌꯥꯝꯂꯕ ꯃꯔꯣꯜꯁꯤꯡꯒꯤ ꯈꯨꯠꯊꯥꯡꯗ ꯄ꯭ꯔꯣꯁꯦꯁ ꯇꯧꯗꯨꯅꯥ ꯇꯝꯃꯤ ꯃꯐꯝ ꯑꯗꯨꯗ ꯃꯔꯣꯜ ꯈꯨꯗꯤꯡꯃꯛꯅ ꯀꯝꯄ꯭ꯌꯨꯇꯦꯁꯟꯁꯤꯡ ꯄꯥꯡꯊꯣꯛꯏ ꯑꯃꯁꯨꯡ ꯇ꯭ꯔꯥꯟꯁꯐꯣꯔꯝ ꯇꯧꯔꯕꯥ ꯗꯦꯇꯥ ꯑꯗꯨ ꯃꯊꯪꯒꯤ ꯃꯔꯣꯜꯗ ꯄꯥꯁ ꯇꯧꯏ꯫ ꯗꯤꯞ ꯂꯔꯅꯤꯡ ꯃꯣꯗꯦꯜꯁꯤꯡꯅ ꯗꯦꯇꯥ ꯄꯣꯏꯟꯇꯁꯤꯡꯒꯤ ꯃꯔꯛꯇ ꯂꯩꯔꯤꯕ ꯑꯔꯨꯕ ꯃꯔꯤꯁꯤꯡ ꯂꯧꯁꯤꯟꯕ ꯉꯝꯃꯤ ꯃꯔꯨꯑꯣꯏꯕ ꯃꯑꯣꯡ ꯃꯇꯧꯁꯤꯡ ꯈꯡꯗꯣꯛꯄ ꯇꯝꯕꯥ ꯉꯝꯃꯤ ꯑꯃꯁꯨꯡ ꯍꯦꯟꯅ ꯁꯣꯐꯤꯁ꯭ꯇꯤꯀꯦꯠ ꯑꯣꯏꯕ ꯄ꯭ꯔꯤꯗꯤꯛꯁꯟꯁꯤꯡ ꯁꯦꯝꯕ ꯉꯝꯃꯤ꯫ ꯃꯈꯣꯢ ꯑꯁꯤ ꯍꯥꯏ-ꯗꯥꯏꯃꯦꯟꯁꯟ, ꯑꯆꯧꯕꯥ ꯁ꯭ꯀꯦꯂꯒꯤ ꯗꯦꯇꯥ ꯁꯦꯠꯁꯤꯡꯗ ꯌꯥꯝꯅ ꯐꯖꯅ ꯊꯕꯛ ꯇꯧꯏ ꯑꯃꯁꯨꯡ ꯑꯌꯥꯝꯕꯅ ꯃꯁꯛ ꯅꯠꯇ꯭ꯔꯒ ꯈꯣꯟꯖꯦꯜꯁꯤꯡ ꯈꯪꯕ ꯉꯝꯕꯒꯨꯝꯕ ꯑꯦꯄ꯭ꯂꯤꯀꯦꯁꯟꯁꯤꯡꯗ ꯁꯤꯖꯤꯟꯅꯩ꯫ ꯈꯪꯖꯤꯟꯒꯗꯕ ꯑꯃꯅ ꯁꯦꯂꯣ ꯂꯔꯅꯤꯡ ꯍꯥꯢꯕꯁꯤꯗ ꯏꯆꯝ ꯆꯝꯕ ꯑꯥꯔꯀꯤꯇꯦꯛꯆꯔ ꯑꯃꯒ ꯂꯣꯢꯅꯅ ꯃꯣꯗꯦꯜ ꯑꯃ ꯇ꯭ꯔꯦꯅꯤꯡ ꯄꯤꯕꯅꯤ ꯑꯃꯁꯨꯡ ꯃꯁꯤ ꯌꯥꯝꯅ ꯂꯨꯕ ꯗꯦꯇꯥ ꯂꯩꯕ ꯄ꯭ꯔꯣꯕ꯭ꯂꯦꯝꯁꯤꯡꯗ ꯌꯥꯝꯅ ꯆꯨꯅꯕ ꯑꯣꯏ ꯑꯗꯨꯒ ꯗꯤꯞ ꯂꯔꯅꯤꯡ ꯍꯥꯢꯕꯁꯤꯗ ꯍꯦꯟꯅ ꯂꯨꯝꯂꯕ ꯍꯦꯟꯅ ꯂꯨꯕ ꯑꯣꯏꯕꯥ ꯑꯥꯔꯀꯤꯇꯦꯛꯆꯔ ꯂꯩꯕꯥ ꯃꯣꯗꯦꯜ ꯑꯃ ꯇ꯭ꯔꯦꯅꯤꯡ ꯄꯤꯕꯅꯤ ꯑꯃꯁꯨꯡ ꯃꯁꯤꯅ ꯃꯐꯝ ꯑꯗꯨꯗ ꯍꯦꯟꯅ ꯂꯨꯍꯟꯕ ꯑꯣꯏꯕ ꯗꯦꯇꯥ ꯂꯩꯕ ꯄ꯭ꯔꯣꯕ꯭ꯂꯦꯝꯁꯤꯡꯗ ꯌꯥꯝꯅ ꯆꯨꯅꯕ ꯑꯣꯏ꯫ ꯗꯦꯇꯥ ꯄꯣꯏꯟꯇꯁꯤꯡꯒꯤ ꯃꯔꯛꯇ ꯍꯦꯟꯅ ꯃꯌꯦꯛ ꯁꯦꯡꯕ ꯑꯃꯁꯨꯡ ꯑꯀꯟꯕ ꯃꯔꯤꯁꯤꯡ ꯂꯧꯁꯤꯟꯕ ꯉꯝꯒꯅꯤ꯫